ꯍꯣꯔꯔ ꯅꯣꯚꯦꯜ ꯑꯃꯒꯤꯗꯃꯛ ꯏꯅꯐꯣꯔꯃꯦꯇꯤꯕ ꯏꯅꯇ꯭ꯔꯣꯗ꯭ꯌꯨꯁꯟ ꯑꯃ ꯏꯕꯤꯌꯨ꯫ ꯀꯣꯅꯨꯡ ꯈꯨꯗꯤꯡꯗ ꯑꯀꯤꯕ ꯄꯣꯛꯏ ꯑꯃꯁꯨꯡ ꯁꯁ꯭ꯄꯦꯟꯁꯅ ꯅꯍꯥꯛꯀꯤ ꯊꯝꯃꯣꯏꯕꯨ ꯑꯥꯏꯁꯀ꯭ꯔꯤꯝ ꯈꯨꯠ ꯑꯃꯅ ꯊꯝꯖꯤꯜꯂꯤꯕ ꯍꯣꯔꯔ ꯅꯣꯚꯦꯜ ꯑꯁꯤꯒꯤ ꯇꯝꯊꯤꯔꯕꯥ ꯑꯀꯤꯕ ꯄꯣꯛꯍꯟꯕ ꯄ꯭ꯔ꯭ꯏꯁ꯭ꯊꯥꯁꯤꯡꯗꯥ ꯇꯔꯥꯝꯅꯥ ꯑꯣꯛꯆꯔꯤ꯫ ꯃꯁꯤ ꯃꯁꯛ ꯈꯪꯗꯕ ꯑꯉꯛꯄ ꯑꯃꯁꯨꯡ ꯋꯥꯈꯜ ꯅꯨꯡꯉꯥꯏꯇꯕ ꯋꯥꯔꯤꯅꯤ꯫ ꯄ꯭ꯔ꯭ꯏꯁ꯭ꯊꯥꯁꯤꯡ ꯑꯁꯤꯒꯤ ꯃꯅꯨꯡꯗ ꯊꯣꯛꯂꯤꯕ ꯋꯥꯔꯤ ꯑꯁꯤ ꯑꯃꯝꯕ ꯑꯃꯁꯨꯡ ꯑꯀꯤꯕꯒꯤ ꯈꯣꯟꯖꯦꯜꯁꯤꯡꯗ ꯄꯦꯟꯊꯣꯛꯄ ꯊꯝꯃꯣꯏ ꯁꯣꯛꯄ ꯃꯤꯑꯣꯏꯁꯤꯡꯒꯤꯗꯃꯛꯇꯅꯤ꯫ ꯑꯀꯛꯅꯕꯥ ꯁ꯭ꯄꯦꯁꯤꯁ ꯑꯃꯒꯤ ꯍꯟꯊꯔꯛꯄꯒꯤ ꯑꯣꯏꯊꯣꯛꯄ ꯌꯥꯕ ꯃꯔꯝꯁꯤꯡꯒꯤ ꯂꯤꯁ꯭ꯠ ꯑꯃ ꯁꯦꯝꯕ꯫ ꯃꯍꯧꯁꯥꯒꯤ ꯑꯣꯏꯕ ꯍꯤꯡꯐꯝ ꯃꯥꯡꯍꯟꯕ ꯅꯠꯇ꯭ꯔꯒ ꯃꯥꯡꯍꯟꯕ: ꯂꯧꯎ-ꯁꯤꯡꯎ, ꯃꯥꯏꯅꯤꯡ, ꯑꯔꯕꯥꯅꯥꯏꯖꯦꯁꯟ, ꯑꯃꯁꯨꯡ ꯂꯧꯎ-ꯁꯤꯡꯎꯒꯨꯝꯕ ꯊꯕꯛ ꯊꯧꯔꯝꯁꯤꯡꯅ ꯑꯀꯛꯅꯕ ꯃꯈꯜ ꯑꯃꯒꯤ ꯂꯩꯐꯝ ꯂꯧꯊꯣꯛꯄ ꯅꯠꯇ꯭ꯔꯒ ꯈꯥꯏꯗꯣꯛꯄ ꯉꯝꯍꯟꯗꯨꯅ ꯃꯁꯤꯒꯤ ꯃꯤꯁꯤꯡ ꯍꯟꯊꯍꯟꯕ ꯌꯥꯏ꯫ ꯀ꯭ꯂꯥꯏꯃꯦꯠ ꯆꯦꯟꯖ: ꯇꯦꯝꯄꯦꯔꯦꯆꯔ, ꯄ꯭ꯔꯦꯁꯤꯄꯤꯇꯦꯁꯟ ꯑꯃꯁꯨꯡ ꯋꯦꯗꯔ ꯄꯦꯇꯔꯟꯗ ꯑꯍꯣꯡꯕ ꯂꯥꯛꯄꯅ ꯑꯀꯛꯅꯕ ꯁ꯭ꯄꯦꯁꯤꯁꯁꯤꯡꯒꯤ ꯌꯦꯟꯊꯣꯛꯄ, ꯂꯝꯆꯠ-ꯁꯥꯖꯠ ꯑꯃꯁꯨꯡ ꯍꯤꯡꯕꯗ ꯑꯀꯥꯏꯕ ꯄꯤꯕ ꯌꯥꯏ꯫ ꯄꯣꯂꯨꯁꯟ: ꯅꯨꯡꯁꯤꯠ, ꯏꯁꯤꯡ ꯑꯃꯁꯨꯡ ꯂꯩꯃꯥꯏꯗ ꯁꯣꯛꯍꯜꯂꯛꯄꯅ ꯃꯤꯑꯣꯏꯕ ꯖꯥꯇꯤ ꯑꯃꯒꯤ ꯃꯤꯑꯣꯏꯁꯤꯡꯗ ꯑꯀꯥꯏꯕ ꯄꯤꯕ ꯅꯠꯇ꯭ꯔꯒ ꯁꯤꯍꯟꯕ ꯌꯥꯏ ꯑꯃꯁꯨꯡ ꯃꯈꯣꯏꯒꯤ ꯂꯩꯐꯝ ꯍꯣꯡꯗꯣꯛꯄ ꯌꯥꯏ꯫ ꯍꯦꯟꯅ ꯂꯧꯎ-ꯁꯤꯡꯎ ꯇꯧꯕ ꯅꯠꯇ꯭ꯔꯒ ꯍꯦꯟꯅ ꯉꯥ ꯐꯥꯕ: ꯆꯥꯅꯕ, ꯁꯥꯟꯅ-ꯈꯣꯠꯅꯕ ꯅꯠꯇ꯭ꯔꯒ ꯑꯇꯩ ꯄꯥꯟꯗꯝꯁꯤꯡꯒꯤꯗꯃꯛꯇ ꯃꯈꯜ ꯑꯃꯒꯤ ꯂꯧꯔꯣꯛ ꯑꯁꯤ ꯇꯨꯡ ꯀꯣꯏꯅ ꯆꯠꯀꯗꯕ ꯃꯑꯣꯡꯗ ꯂꯧꯊꯣꯛꯄꯅ ꯃꯁꯤꯒꯤ ꯃꯤꯁꯤꯡ ꯑꯁꯤ ꯌꯥꯝꯅ ꯊꯨꯅ ꯍꯟꯊꯍꯟꯕ ꯉꯝꯃꯤ꯫ ꯏꯅꯚꯦꯁꯤꯕ ꯁ꯭ꯄꯦꯁꯤꯁꯁꯤꯡ ꯌꯥꯎꯍꯟꯕ: ꯅꯟ-ꯅꯦꯇꯤꯕ ꯁ꯭ꯄꯦꯁꯤꯁꯁꯤꯡꯅ ꯔꯤꯁꯣꯔꯁꯁꯤꯡꯒꯤꯗꯃꯛꯇ ꯅꯦꯇꯤꯕ ꯁ꯭ꯄꯦꯁꯤꯁꯁꯤꯡꯒ ꯆꯥꯡꯗꯝꯅꯕ ꯌꯥꯏ,꯫ ꯃꯈꯣꯏꯕꯨ ꯄ꯭ꯔꯤꯗꯦꯠ ꯇꯧꯕ ꯌꯥꯏ ꯅꯠꯇ꯭ꯔꯒ ꯂꯥꯏꯅꯥꯁꯤꯡ ꯌꯥꯎꯍꯟꯕ ꯌꯥꯏ꯫ ꯂꯥꯏꯅꯥ: ꯂꯥꯏꯅꯥ ꯊꯣꯛꯄꯅ ꯁ꯭ꯄꯤꯁꯤꯁ ꯑꯃꯒꯤ ꯄꯣꯄꯨꯂꯦꯁꯟꯗ ꯑꯆꯧꯕ ꯁꯥꯐꯨ ꯑꯃ ꯄꯤꯕ ꯌꯥꯏ꯫ ꯃꯍꯧꯁꯥꯒꯤ ꯑꯣꯏꯕ ꯈꯨꯗꯣꯡꯊꯤꯕꯁꯤꯡ: ꯂꯝꯍꯥꯡꯗ ꯈꯣꯡꯍꯥꯝꯗꯕ, ꯏꯁꯤꯡ ꯏꯆꯥꯎ, ꯍꯨꯔꯤꯀꯦꯟ, ꯑꯃꯁꯨꯡ ꯚꯣꯂꯀꯦꯅꯤꯛ ꯏꯔꯄꯁꯅꯒꯨꯝꯕꯥ ꯊꯧꯗꯣꯛꯁꯤꯡꯅ ꯍꯤꯡꯅꯕꯒꯤ ꯃꯐꯝꯁꯤꯡ ꯃꯥꯡꯍꯟꯕ ꯌꯥꯏ ꯑꯃꯁꯨꯡ ꯃꯤꯑꯣꯏ ꯃꯁꯤꯡ ꯌꯥꯝꯅ ꯁꯤꯍꯟꯕ ꯌꯥꯏ꯫ ꯃꯤꯑꯣꯏꯕ ꯑꯃꯁꯨꯡ ꯂꯝꯂꯛꯀꯤ ꯁꯥ-ꯎꯆꯦꯀꯁꯤꯡꯒꯤ ꯂꯥꯟ: ꯃꯤꯑꯣꯏꯕꯒꯤ ꯃꯤꯁꯤꯡ ꯍꯦꯅꯒꯠꯂꯛꯄꯒ ꯂꯣꯏꯅꯅ ꯃꯤꯑꯣꯏꯕ ꯑꯃꯁꯨꯡ ꯂꯝꯂꯛꯀꯤ ꯁꯥ-ꯎꯆꯦꯀꯁꯤꯡꯒꯤ ꯃꯔꯛꯇ ꯂꯥꯟ ꯁꯣꯛꯅꯕꯅ ꯂꯝꯂꯛꯀꯤ ꯁꯥ-ꯎꯆꯦꯛꯁꯤꯡꯕꯨ ꯂꯥꯟꯗꯥꯕ ꯅꯠꯇ꯭ꯔꯒ ꯈꯨꯗꯣꯡꯊꯤꯕ ꯊꯣꯛꯅ ꯁꯤꯍꯟꯕ ꯌꯥꯏ꯫ ꯖꯦꯅꯦꯇꯤꯛ ꯗꯥꯏꯕꯔꯁꯤꯇꯤ ꯃꯥꯡꯈꯤꯕꯥ: ꯏꯅꯕ꯭ꯔꯤꯗꯤꯡ ꯅꯠꯇ꯭ꯔꯒ ꯖꯤꯟ ꯐ꯭ꯂꯣ ꯍꯟꯊꯔꯛꯄꯅꯥ ꯁ꯭ꯄꯦꯁꯤꯁ ꯑꯃꯒꯤ ꯖꯦꯅꯦꯇꯤꯛ ꯗꯥꯏꯕꯔꯁꯤꯇꯤ ꯍꯟꯊꯍꯟꯕ ꯌꯥꯏ꯫ ꯃꯁꯤꯅ ꯂꯥꯏꯅ ꯍꯦꯟꯅ ꯁꯣꯛꯍꯟꯂꯛꯄ ꯌꯥꯏ ꯑꯃꯁꯨꯡ ꯍꯣꯡꯂꯛꯂꯤꯕ ꯐꯤꯚꯝꯁꯤꯡꯗ ꯆꯨꯁꯤꯟꯅꯕꯒꯤ ꯇꯧꯕ ꯉꯝꯕꯁꯤꯡ ꯍꯟꯊꯍꯟꯕ ꯌꯥꯏ꯫ ꯐꯨꯗ ꯁꯞꯂꯥꯏ ꯅꯠꯇ꯭ꯔꯒ ꯄ꯭ꯔꯤꯗꯦꯁꯟꯗ ꯑꯍꯣꯡꯕ ꯂꯥꯛꯄ: ꯆꯤꯟꯖꯥꯛ ꯅꯠꯇ꯭ꯔꯒ ꯄ꯭ꯔꯤꯗꯦꯁꯟꯒꯤ ꯄ꯭ꯔꯦꯁꯔꯒꯤ ꯃꯁꯤꯡ ꯅꯠꯇ꯭ꯔꯒ ꯐꯪꯕꯗ ꯑꯍꯣꯡꯕ ꯂꯥꯛꯄꯅ ꯁ꯭ꯄꯦꯁꯤꯁ ꯑꯃꯒꯤ ꯍꯤꯡꯕꯒꯤ ꯑꯃꯁꯨꯡ ꯔꯤꯞꯔꯗꯛꯇꯤꯚ ꯃꯥꯏꯄꯥꯛꯄꯗ ꯁꯥꯐꯨ ꯄꯤꯕ ꯌꯥꯏ꯫